ꯗꯕꯜꯌꯨ ꯕ꯭ꯔꯥꯟꯆꯅ ꯔꯦꯀꯣꯔꯗ ꯇꯧꯈꯤ ꯑꯃꯁꯨꯡ ꯃꯅꯨꯡ ꯃꯇꯨꯡꯗ ꯃꯅꯥꯛ ꯅꯛꯄ ꯅꯦꯚꯤꯁ ꯑꯃꯁꯨꯡ ꯁꯤꯟꯠ ꯏꯎꯁ꯭ꯇꯦꯇꯤꯌꯁꯇ ꯂꯩꯕ ꯑꯃꯦꯔꯤꯀꯥꯒꯤ ꯑꯥꯔꯀꯤꯑꯣꯂꯣꯖꯤꯀꯦꯜ ꯃꯐꯝꯁꯤꯡꯗ ꯃꯁꯤꯡ ꯌꯥꯝꯅꯥ ꯐꯪꯈꯤ꯫ ꯗ꯭ꯕꯤꯞꯁꯤꯡ ꯑꯁꯤꯒꯤ ꯆꯦꯡ ꯎꯆꯤ ꯑꯁꯤ ꯂꯤꯁꯤꯡ ꯑꯅꯤ ꯇꯔꯥꯗ ꯖꯨꯂꯣꯖꯤꯁ ꯁꯦꯝꯌꯨꯜ ꯇꯨꯔꯚꯦ ꯑꯃꯁꯨꯡ ꯃꯍꯥꯛꯀꯤ ꯊꯕꯛ ꯇꯧꯃꯤꯟꯅꯔꯤꯕꯁꯤꯡꯅ ꯐꯣꯡꯕ ꯂꯥꯇꯝ ꯑꯃꯗ ꯐꯣꯔꯃꯦꯜ ꯑꯣꯏꯅ ꯐꯣꯡꯗꯣꯛꯈꯤ ꯑꯃꯁꯨꯡ ꯄꯦꯅꯥꯇꯣꯃꯤꯁ ꯅꯤꯚꯥꯂꯤꯁ ꯍꯥꯏꯅ ꯃꯃꯤꯡ ꯊꯣꯟꯈꯤ꯫ ꯖꯦꯅꯦꯔꯦꯜ ꯃꯃꯤꯡ ꯄꯦꯅꯥꯇꯣꯃꯤꯁ ꯂꯦꯇꯤꯟ ꯄꯦꯅꯥꯇꯁ ꯋꯤꯡꯗ ꯑꯃꯁꯨꯡ ꯃꯥꯎꯁꯒꯥ ꯄꯨꯟꯁꯤꯜꯂꯤ ꯃꯁꯤ ꯔꯣꯗꯦꯟꯠ ꯖꯦꯅꯥꯔꯦꯁꯀꯤ ꯃꯃꯤꯡꯗ ꯁ꯭ꯇꯦꯟꯗꯔꯗ ꯏꯂꯤꯃꯦꯟꯠ ꯑꯃꯅꯤ ꯑꯃꯁꯨꯡ ꯑꯥꯔꯀꯤꯑꯣꯂꯣꯖꯤꯁ ꯑꯦꯂꯤꯖꯥꯕꯦꯊ ꯋꯤꯡꯕꯨ ꯏꯀꯥꯏꯈꯨꯝꯅꯩ꯫ ꯑꯀꯛꯅꯕ ꯃꯃꯤꯡ ꯅꯤꯚꯥꯂꯤꯁ ꯑꯁꯤ ꯂꯦꯇꯤꯟꯒꯤ ꯑꯣꯏꯕ ꯅꯣꯡꯃꯩ ꯍꯥꯏꯕꯅꯤ ꯑꯃꯁꯨꯡ ꯃꯁꯤꯅ ꯅꯦꯚꯤꯁꯄꯨ ꯈꯪꯅꯩ꯫ ꯗ꯭ꯕꯤꯞ ꯑꯁꯤꯒꯤ ꯃꯃꯤꯡ ꯑꯁꯤ ꯁ꯭ꯄꯦꯅꯤꯁꯀꯤ ꯅ꯭ꯌꯨꯁ꯭ꯠꯔꯥ ꯁꯣꯟ ꯁꯦꯅꯣꯔꯥ ꯗꯦ ꯂꯥꯁ ꯅꯤꯚꯦꯁ ꯑꯩꯈꯣꯏꯒꯤ ꯂꯦꯗꯤ ꯑꯣꯐ ꯗ꯭ꯌ ꯏꯁꯅꯣ ꯁ꯭ꯅꯣꯁ ꯗꯒꯤ ꯂꯧꯈꯤꯕꯅꯤ ꯃꯁꯤꯅꯥ ꯗ꯭ꯕꯤꯞ ꯑꯁꯤꯒꯤ ꯁꯦꯟꯇ꯭ꯔꯦꯜ ꯄꯤꯛ ꯑꯁꯤ ꯀꯨꯞꯁꯤꯜꯂꯤꯕꯥ ꯅꯣꯡꯂꯩ ꯅꯨꯡꯁꯤꯠ ꯅꯣꯡ ꯍꯥꯏꯅ ꯑꯔꯥꯟꯕ ꯃꯑꯣꯡꯗ ꯂꯧꯅꯔꯤꯕ ꯑꯁꯤꯒꯤ ꯃꯇꯥꯡꯗꯥ ꯄꯟꯈꯤ꯫ ꯄꯦꯇ꯭ꯔꯤꯁꯤꯌꯥ ꯑꯦꯁ꯭ꯄꯤꯅꯣꯁꯥ ꯀꯦꯟꯇꯦꯂꯥꯅꯣ ꯄꯣꯛꯄꯥ ꯑꯣꯛꯇꯣꯕꯔ ꯀꯨꯟꯃꯥꯊꯣꯏ ꯑꯁꯤ ꯃꯦꯛꯁꯤꯀꯥꯟ ꯔꯥꯖꯅꯤꯇꯤ ꯇꯧꯕꯥ ꯃꯤꯑꯣꯏ ꯑꯃꯅꯤ ꯑꯃꯁꯨꯡ ꯍꯧꯖꯤꯛ ꯌꯨꯅꯥꯏꯇꯦꯗ ꯅꯦꯁꯟꯁ ꯐ꯭ꯔꯦꯝꯋꯥꯔꯛ ꯀꯟꯚꯦꯟꯁꯟ ꯑꯣꯟ ꯀ꯭ꯂꯥꯏꯃꯦꯠ ꯆꯦꯟꯖꯒꯤ ꯑꯦꯛꯖꯤꯀ꯭ꯌꯨꯇꯤꯕ ꯁꯦꯀ꯭ꯔꯦꯇꯔꯤ ꯑꯣꯏꯅꯥ ꯊꯕꯛ ꯇꯧꯔꯤ꯫ ꯃꯍꯥꯛ ꯑꯣꯁꯇ꯭ꯔꯤꯌꯥ ꯖꯔꯃꯅꯤ ꯁ꯭ꯂꯣꯚꯦꯅꯤꯌꯥ ꯑꯃꯁꯨꯡ ꯁ꯭ꯂꯣꯚꯥꯀꯤꯌꯥꯗꯥ ꯃꯦꯛꯁꯤꯀꯥꯟ ꯑꯦꯝꯕꯦꯁꯦꯗꯔ ꯑꯣꯏꯈꯤ ꯑꯃꯁꯨꯡ ꯔꯥꯁꯇ꯭ꯔꯄꯇꯤ ꯐꯦꯂꯤꯞ ꯀꯥꯜꯗꯦꯔꯣꯟꯒꯤ ꯃꯟꯇ꯭ꯔꯤꯃꯟꯗꯜꯗꯥ ꯐꯣꯔꯦꯟ ꯑꯦꯐꯤꯌꯔꯁꯀꯤ ꯁꯦꯀ꯭ꯔꯦꯇꯔꯤ ꯑꯣꯏꯅꯥ ꯊꯕꯛ ꯇꯧꯈꯤ꯫ ꯃꯍꯥꯛꯅꯥ ꯑꯦꯜ ꯀꯣꯂꯦꯖꯤꯑꯣ ꯗꯦ ꯃꯦꯛꯁꯤꯀꯣꯗꯒꯤ ꯏꯟꯇꯔꯅꯦꯁꯅꯦꯜ ꯔꯤꯂꯦꯁꯟꯁꯤꯞꯇꯥ ꯕꯦꯆꯦꯂꯔ ꯗꯤꯒ꯭ꯔꯤ ꯑꯃꯥ ꯂꯧꯈꯤ ꯑꯃꯁꯨꯡ ꯁ꯭ꯋꯤꯠꯖꯔꯂꯦꯟꯗꯒꯤ ꯒ꯭ꯔꯦꯖꯨꯑꯦꯠ ꯏꯟꯁꯇꯤꯇ꯭ꯌꯨꯠ ꯑꯣꯐ ꯏꯟꯇꯔꯅꯦꯁꯅꯦꯜ ꯑꯦꯟꯗ ꯗꯤꯕꯦꯂꯞꯃꯦꯟꯇ ꯁ꯭ꯇꯗꯤꯖꯗꯥ ꯏꯟꯇꯔꯅꯦꯁꯅꯦꯜ ꯂꯣꯗꯥ ꯗꯤꯄ꯭ꯂꯣꯃꯥ ꯂꯧꯈꯤ꯫ ꯃꯍꯥꯛ ꯂꯨꯍꯣꯡꯂꯦ ꯑꯃꯁꯨꯡ ꯃꯆꯥ ꯑꯅꯤ ꯂꯩꯔꯤ꯫ ꯑꯦꯁ꯭ꯄꯤꯅꯣꯁꯥꯅꯥ ꯁꯦꯞꯇꯦꯝꯕꯔ ꯇꯔꯥꯇꯔꯨꯛ ꯂꯤꯁꯤꯡ ꯑꯃ ꯆꯃꯥꯄꯟ ꯃꯔꯐꯨꯃꯥꯊꯣꯏꯗ ꯐꯣꯔꯦꯟ ꯁꯔꯕꯤꯁꯇꯥ ꯌꯥꯎꯈꯤ ꯃꯍꯥꯛꯅꯥ ꯖꯦꯅꯦꯚꯥꯗꯥ ꯂꯩꯕꯥ ꯌꯨꯅꯥꯏꯇꯦꯗ ꯅꯦꯁꯟꯁꯇꯥ ꯃꯦꯛꯁꯤꯀꯥꯟ ꯗꯦꯂꯤꯒꯦꯁꯟꯗꯥ ꯊꯕꯛ ꯇꯧꯈꯤ꯫ ꯂꯤꯁꯤꯡ ꯑꯃ ꯆꯃꯥꯄꯟ ꯃꯧꯗ꯭ꯔꯥꯅꯤꯊꯣꯏ ꯐꯥꯎꯕꯥ ꯃꯍꯥꯛꯅꯥ ꯅ꯭ꯌꯨ ꯌꯣꯔꯛ ꯁꯤꯇꯤꯗꯥ ꯂꯩꯕꯥ ꯌꯨꯅꯥꯏꯇꯦꯗ ꯅꯦꯁꯟꯁꯇꯥ ꯃꯦꯛꯁꯤꯀꯥꯟ ꯗꯦꯂꯤꯒꯦꯁꯟꯗꯥ ꯊꯕꯛ ꯇꯧꯈꯤ ꯑꯃꯁꯨꯡ ꯏꯕꯦꯔꯣ ꯑꯃꯦꯔꯤꯀꯥꯟ ꯁꯃꯤꯠ ꯑꯃꯁꯨꯡ ꯑꯃꯦꯔꯤꯀꯥꯒꯤ ꯁꯃꯤꯠꯀꯤ ꯖꯦꯅꯔꯦꯜ ꯗꯥꯏꯔꯦꯛꯇꯔ ꯑꯣꯏꯅꯥ ꯊꯕꯛ ꯇꯧꯈꯤ꯫ ꯃ꯭ꯌꯨꯅꯤꯈ ꯁꯦꯀ꯭ꯌꯨꯔꯤꯇꯤ ꯀꯟꯐꯔꯦꯟꯁ ꯂꯤꯁꯤꯡ ꯑꯅꯤ ꯇꯔꯥꯅꯤꯄꯥꯟꯒꯤ ꯃꯅꯨꯡꯗ ꯄꯦꯇ꯭ꯔꯤꯁꯤꯌꯥ ꯃꯍꯥꯛ ꯂꯤꯁꯤꯡ ꯑꯅꯤꯗꯥ ꯐꯣꯔꯦꯟ ꯁꯔꯕꯤꯁꯀꯤ ꯃꯇꯨꯡ ꯃꯅꯨꯡꯗꯥ ꯑꯦꯝꯕꯦꯁꯦꯗꯔ ꯑꯣꯏꯅꯥ ꯄ꯭ꯔꯣꯃꯣꯠ ꯇꯧꯈꯤ ꯑꯃꯁꯨꯡ ꯂꯤꯁꯤꯡ ꯑꯅꯤ ꯑꯃꯒꯤ ꯖꯅꯨꯋꯥꯔꯤꯗ ꯒꯤ ꯖꯨꯟ ꯐꯥꯎꯕꯥ ꯖꯔꯃꯅꯤꯗꯥ ꯂꯩꯕꯥ ꯃꯦꯛꯁꯤꯀꯥꯟ ꯑꯦꯝꯕꯦꯁꯦꯗꯔꯗꯥ ꯊꯕꯛ ꯇꯧꯈꯤ ꯃꯍꯥꯛꯅꯥ ꯄꯣꯁ ꯑꯁꯤ ꯊꯥꯗꯣꯛꯈꯤ ꯑꯃꯁꯨꯡ ꯖꯨꯟ ꯂꯤꯁꯤꯡ ꯑꯅꯤ ꯑꯅꯤꯗꯒꯤ ꯚꯤꯌꯦꯅꯥꯗꯥ ꯌꯨꯝꯐꯝ ꯑꯣꯏꯕꯥ ꯏꯟꯇꯔꯅꯦꯁꯅꯦꯜ ꯑꯣꯔꯒꯅꯥꯏꯖꯦꯁꯟ ꯀꯌꯥꯒꯥ ꯂꯣꯏꯅꯅꯥ ꯑꯣꯁꯇ꯭ꯔꯤꯌꯥꯗꯥ ꯑꯦꯝꯕꯦꯁꯦꯗꯔ ꯑꯣꯏꯅꯥ ꯊꯕꯛ ꯇꯧꯈꯤ꯫ ꯂꯤꯁꯤꯡ ꯑꯅꯤ ꯇꯔꯨꯛꯀꯤ ꯅꯕꯦꯝꯕꯔ ꯐꯥꯎꯕ ꯑꯦꯁ꯭ꯄꯤꯅꯣꯁꯥ ꯀꯟꯗꯣꯂꯤꯖ ꯔꯥꯏꯁ ꯑꯃꯁꯨꯡ ꯄꯤꯇꯔ ꯃꯦꯀꯀꯦꯌꯔꯒꯥ ꯂꯣꯏꯅꯅꯥ꯫ ꯅꯕꯦꯝꯕꯔ ꯀꯨꯟ ꯅꯤꯄꯥꯟ ꯂꯤꯁꯤꯡ ꯑꯅꯤ ꯇꯔꯨꯛꯇ ꯃꯤꯈꯜꯗꯥ ꯃꯥꯏ ꯄꯥꯛꯂꯕꯥ ꯔꯥꯁꯇ꯭ꯔꯄꯇꯤ ꯐꯦꯂꯤꯞ ꯀꯥꯜꯗꯦꯔꯣꯟꯅꯥ ꯗꯤꯁꯦꯝꯕꯔ ꯑꯃ ꯂꯤꯁꯤꯡ ꯑꯅꯤ ꯇꯔꯨꯛꯇꯒꯤ ꯍꯧꯒ꯭ꯔꯥ ꯍꯧꯔꯒꯥ ꯃꯍꯥꯛꯀꯤ ꯐꯣꯔꯦꯟ ꯑꯦꯐꯤꯌꯔꯁꯀꯤ ꯁꯦꯀ꯭ꯔꯦꯇꯔꯤ ꯑꯣꯏꯅꯥ ꯊꯕꯛ ꯇꯧꯒꯅꯤ ꯍꯥꯏꯅꯥ ꯂꯥꯎꯊꯣꯛꯈꯤ ꯃꯍꯥꯛꯀꯤ ꯃꯔꯨ ꯑꯣꯏꯕꯁꯤꯡꯒꯤ ꯃꯅꯨꯡꯗꯥ ꯌꯨꯅꯥꯏꯇꯦꯗ ꯁ꯭ꯇꯦꯠꯁ ꯃꯦꯛꯁꯤꯀꯣ ꯑꯦꯖꯦꯟꯗꯥ ꯏꯃꯤꯒ꯭ꯔꯦꯁꯟ ꯑꯃꯁꯨꯡ ꯁꯦꯀ꯭ꯌꯨꯔꯤꯇꯤꯒꯤ ꯋꯥꯐꯝꯁꯤꯡꯗꯥ ꯌꯥꯝꯅꯥ ꯃꯤꯠꯌꯦꯡ ꯊꯝꯕꯥ ꯑꯁꯤ ꯃꯈꯜ ꯀꯌꯥ ꯊꯣꯛꯍꯟꯕꯅꯤ꯫ ꯑꯃꯁꯨꯡ ꯃꯃꯥꯡꯒꯤ ꯑꯦꯗꯃꯤꯅꯤꯁꯇ꯭ꯔꯦꯁꯟꯒꯤ ꯃꯇꯝꯗꯥ ꯁꯣꯛꯍꯜꯂꯕꯥ ꯀ꯭ꯌꯨꯕꯥ ꯑꯃꯁꯨꯡ ꯚꯦꯅꯤꯖꯨꯌꯦꯂꯥꯒꯥ ꯂꯣꯏꯅꯅꯥ ꯗꯤꯄ꯭ꯂꯣꯃꯦꯇꯤꯛ ꯃꯔꯤꯁꯤꯡ ꯑꯃꯨꯛ ꯍꯟꯅꯥ ꯁꯦꯝꯒꯠꯄꯥ꯫